ꯑꯦꯂꯤꯁꯅ ꯄꯥꯔꯇꯤ ꯑꯁꯤꯕꯨ ꯈꯥꯡꯕ ꯉꯝꯗꯗꯨꯅ ꯊꯥꯗꯣꯛꯅꯕ ꯋꯥꯔꯦꯞ ꯂꯧꯋꯤ꯫ ꯎꯄꯥꯜ ꯑꯃꯗ ꯊꯣꯡ ꯑꯃ ꯎꯕꯗ, ꯑꯦꯂꯤꯁꯅ ꯐꯥꯎꯗꯨꯅ ꯆꯠꯂꯤ ꯑꯃꯁꯨꯡ ꯃꯍꯥꯛꯀꯤ ꯈꯣꯡꯆꯠ ꯍꯧꯔꯛꯄꯗꯒꯤ ꯃꯁꯥꯕꯨ ꯀꯥ ꯑꯗꯨꯗ ꯑꯃꯨꯛ ꯍꯟꯅ ꯂꯩꯔꯝꯕ ꯊꯦꯡꯅꯩ꯫ ꯃꯍꯥꯛꯅ ꯁꯣ ꯑꯗꯨ ꯂꯧꯋꯤ ꯑꯃꯁꯨꯡ ꯃꯗꯨꯕꯨ ꯂꯩꯀꯣꯜ ꯑꯗꯨꯒꯤ ꯊꯣꯡ ꯍꯥꯡꯗꯣꯛꯅꯕ ꯁꯤꯖꯤꯟꯅꯩ ꯃꯗꯨ ꯍꯥꯔ꯭ꯠꯁꯀꯤ ꯃꯍꯥꯔꯥꯅꯤꯒꯤ ꯀ꯭ꯔꯣꯀꯦꯠ ꯀꯣꯔꯠ ꯑꯣꯏꯔꯛꯏ ꯃꯍꯥꯛꯀꯤ ꯉꯥꯛꯁꯦꯜꯂꯤꯕꯁꯤꯡꯗ ꯀꯥꯔ꯭ꯗ ꯁꯥꯟꯅꯕꯅ ꯌꯥꯎꯋꯤ꯫ ꯑꯦꯂꯤꯁꯅ ꯀ꯭ꯔꯣꯀꯦꯠ ꯒꯦꯝ ꯑꯃꯗ ꯁꯔꯨꯛ ꯌꯥꯏ, ꯃꯗꯨꯗ ꯍꯦꯖꯍꯣꯒꯁꯤꯡ ꯑꯁꯤ ꯕꯣꯜ ꯑꯣꯏꯅ ꯁꯤꯖꯤꯟꯅꯩ, ꯐ꯭ꯂꯦꯃꯤꯡꯒꯣꯁꯤꯡ ꯑꯁꯤ ꯃꯦꯂꯦꯠ ꯑꯣꯏꯅ ꯁꯤꯖꯤꯟꯅꯩ, ꯑꯃꯁꯨꯡ ꯂꯥꯟꯃꯤꯁꯤꯡꯅ ꯒꯦꯠ ꯑꯣꯏꯅ ꯊꯕꯛ ꯇꯧꯏ꯫ ꯃꯍꯥꯔꯥꯅꯤ ꯑꯁꯤ ꯊꯨꯅ ꯁꯥꯎꯒꯟꯕ ꯑꯣꯏ ꯑꯃꯁꯨꯡ ꯂꯦꯞꯄ ꯂꯩꯇꯅ ꯃꯀꯣꯛ ꯀꯛꯅꯕ ꯌꯥꯊꯪ ꯄꯤ꯫ ꯁꯦꯁꯤꯌꯔ ꯀꯦꯠ ꯑꯁꯤ ꯃꯀꯣꯛ ꯈꯛꯇꯃꯛ ꯑꯣꯏꯅ ꯎꯕ ꯐꯪꯕ ꯃꯇꯝꯗ, ꯃꯍꯥꯔꯥꯅꯤꯅ ꯃꯍꯥꯛꯀꯤ ꯃꯀꯣꯛ ꯀꯛꯅꯕ ꯌꯥꯊꯪ ꯄꯤ, ꯑꯁꯤꯒꯨꯝꯕ ꯊꯕꯛ ꯑꯁꯤ ꯑꯣꯏꯊꯣꯛꯄ ꯌꯥꯗꯦ ꯍꯥꯏꯅ ꯍꯥꯏꯕꯈꯛꯇꯅꯤ꯫ ꯍꯧꯗꯣꯡ ꯑꯁꯤ ꯗꯆꯦꯁꯀꯤ ꯃꯅꯨꯡ ꯆꯟꯕꯅ ꯃꯔꯝ ꯑꯣꯏꯗꯨꯅ, ꯑꯦꯂꯤꯁꯅ ꯋꯥꯐꯝ ꯑꯁꯤ ꯂꯣꯏꯁꯤꯟꯅꯕ ꯗꯆꯦꯁ ꯑꯗꯨꯕꯨ ꯀꯩꯁꯨꯝꯁꯪꯗꯒꯤ ꯊꯥꯗꯣꯛꯅꯕ ꯃꯍꯥꯔꯥꯅꯤꯕꯨ ꯈꯪꯍꯜꯂꯤ꯫ ꯗꯆꯦꯁꯅ ꯃꯍꯥꯛꯀꯤ ꯑꯀꯣꯏꯕꯗ ꯂꯩꯕ ꯄꯨꯝꯅꯃꯛꯇ ꯑꯆꯨꯝꯕ ꯋꯥꯈꯜꯂꯣꯟ ꯊꯤꯕꯒꯤ ꯃꯇꯥꯡꯗ ꯈꯣꯏꯔꯥꯡꯅꯔꯛꯄ ꯃꯇꯝꯗ, ꯃꯍꯥꯔꯥꯅꯤꯅ ꯃꯍꯥꯛꯄꯨ ꯁꯤꯕꯒꯤ ꯆꯩꯔꯥꯛ ꯄꯤꯒꯅꯤ ꯍꯥꯏꯅ ꯀꯤꯍꯟꯕꯗꯒꯤ ꯂꯧꯊꯣꯛꯏ꯫ ꯃꯗꯨꯒꯤ ꯃꯇꯨꯡꯗ ꯑꯦꯂꯤꯁꯅ ꯒ꯭ꯔꯤꯐꯣꯟ ꯑꯃ ꯑꯃꯁꯨꯡ ꯃꯣꯛ ꯇꯔꯇꯜ ꯑꯃꯒ ꯎꯅꯩ, ꯃꯈꯣꯏꯅ ꯂꯣꯕꯁꯇꯔ ꯀ꯭ꯋꯤꯟꯗ꯭ꯔꯦꯂꯤꯗ ꯖꯒꯣꯏ ꯁꯥꯏ ꯑꯗꯨꯒ ꯑꯦꯂꯤꯁꯅ ꯁꯩꯔꯦꯡ ꯑꯃ ꯄꯥꯏ꯫ ꯃꯣꯛ ꯇꯔꯇꯜꯅ ꯃꯈꯣꯏꯕꯨ ꯕ꯭ꯌꯨꯇꯤꯐꯨꯜ ꯁꯨꯞ ꯏꯁꯩ ꯁꯛꯏ ꯃꯗꯨꯒꯤ ꯃꯅꯨꯡꯗ ꯒ꯭ꯔꯤꯐꯣꯟꯅ ꯑꯦꯂꯤꯁꯄꯨ ꯋꯥꯌꯦꯜ ꯑꯃꯒꯤꯗꯃꯛ ꯄꯨꯊꯣꯛꯏ, ꯃꯗꯨꯗ ꯅꯥꯚꯦ ꯑꯣꯐ ꯍꯥꯔ꯭ꯠꯁꯅ ꯃꯍꯥꯔꯥꯅꯤꯒꯤ ꯂꯟꯊꯨꯝꯁꯤꯡ ꯍꯨꯔꯥꯟꯈꯤꯕꯒꯤ ꯃꯔꯥꯜ ꯁꯤꯔꯤ꯫ ꯋꯥꯌꯦꯜ ꯑꯁꯤ ꯀꯤꯡ ꯑꯣꯐ ꯍꯥꯔ꯭ꯠꯁꯅ ꯄꯥꯡꯊꯣꯛꯏ, ꯑꯃꯁꯨꯡ ꯖꯨꯔꯤ ꯑꯁꯤ ꯑꯦꯂꯤꯁꯅ ꯃꯃꯥꯡꯗ ꯊꯦꯡꯅꯈꯤꯕ ꯁꯥꯁꯤꯡꯅ ꯁꯦꯝꯕꯅꯤ꯫ ꯑꯦꯂꯤꯁꯅ ꯇꯞꯅ-ꯇꯞꯅ ꯆꯥꯎꯕꯒꯤ ꯆꯥꯡ ꯑꯃꯁꯨꯡ ꯊꯥꯖꯕ ꯍꯦꯟꯒꯠꯂꯛꯏ, ꯃꯁꯤꯅ ꯃꯁꯥꯃꯛꯄꯨ ꯋꯥꯔꯦꯞ ꯑꯗꯨꯒꯤ ꯋꯥꯈꯜ ꯂꯩꯇꯕ ꯑꯗꯨꯒꯤ ꯃꯇꯥꯡꯗ ꯍꯦꯟꯅ ꯇꯣꯏꯅ ꯋꯥꯐꯝ ꯊꯝꯕ ꯌꯥꯍꯜꯂꯤ꯫ ꯃꯍꯥꯔꯥꯅꯤꯅ ꯑꯔꯣꯏꯕꯗ ꯑꯦꯂꯤꯁꯀꯤ ꯃꯀꯣꯛ ꯀꯛꯊꯠꯅꯕ ꯌꯥꯊꯪ ꯄꯤ, ꯑꯗꯨꯕꯨ ꯑꯦꯂꯤꯁꯅ ꯃꯍꯥꯔꯥꯅꯤꯒꯤ ꯉꯥꯛꯁꯦꯜꯂꯤꯕ ꯃꯤ ꯑꯗꯨ ꯀꯥꯔ꯭ꯗꯀꯤ ꯄꯣꯠꯌꯣꯝ ꯑꯃꯈꯛꯇꯅꯤ ꯍꯥꯏꯅ ꯐꯥꯒꯤ ꯇꯧꯋꯤ꯫ ꯑꯦꯂꯤꯁꯅ ꯃꯇꯝ ꯈꯔꯒꯤ ꯑꯣꯏꯅ ꯃꯁꯥꯒꯤ ꯃꯁꯥꯕꯨ ꯊꯝꯂꯕꯁꯨ ꯉꯥꯛꯁꯦꯜꯂꯤꯕꯁꯤꯡ ꯑꯗꯨꯅ ꯑꯊꯨꯕ ꯃꯇꯝꯗ ꯀꯥꯡꯂꯨꯞ ꯁꯦꯝꯃꯤ ꯑꯃꯁꯨꯡ ꯃꯍꯥꯛꯄꯨ ꯄꯨꯝꯅꯃꯛꯇ ꯆꯣꯡꯕ ꯍꯧꯋꯤ꯫ ꯑꯦꯂꯤꯁꯀꯤ ꯃꯆꯦꯅ ꯃꯍꯥꯛꯄꯨ ꯃꯪꯂꯥꯟ ꯑꯃꯗꯒꯤ ꯍꯧꯗꯣꯛꯍꯜꯂꯤ, ꯑꯦꯂꯤꯁꯀꯤ ꯃꯃꯥꯏꯗꯒꯤ ꯃꯅꯥꯁꯤꯡ ꯑꯣꯏꯔꯛꯄꯗꯨ ꯐꯨꯠꯂꯤ꯫ ꯑꯦꯂꯤꯁꯅ ꯃꯍꯥꯛꯀꯤ ꯃꯆꯦꯕꯨ ꯃꯁꯥꯒꯤꯗꯃꯛ ꯄꯨꯛꯅꯤꯡ ꯆꯤꯡꯁꯤꯟꯅꯤꯡꯉꯥꯏ ꯑꯣꯏꯕ ꯊꯧꯗꯣꯛ ꯄꯨꯝꯅꯃꯛ ꯈꯟꯅꯕ ꯇꯣꯔꯕꯥꯟꯗ ꯊꯝꯃꯤ꯫